ꯁꯤ ꯚꯤ. ꯀꯟꯇꯦꯟꯠ: ꯔꯤꯖ꯭ꯌꯨꯝ ꯍꯥꯏꯕꯁꯤ ꯅꯍꯥꯛꯅ ꯑꯦꯄ꯭ꯂꯥꯏ ꯇꯧꯔꯤꯕ ꯄꯣꯖꯤꯁꯟ ꯑꯗꯨꯒ ꯃꯔꯤ ꯂꯩꯅꯕ ꯁ꯭ꯀꯤꯜꯁꯤꯡ, ꯑꯦꯆꯤꯚꯃꯦꯟꯠꯁꯤꯡ ꯑꯃꯁꯨꯡ ꯑꯦꯛꯁꯄꯤꯔꯤꯑꯦꯟꯁꯁꯤꯡ ꯑꯗꯨ ꯐꯣꯡꯗꯣꯛꯂꯤꯕꯥ ꯊꯣꯏꯗꯣꯛꯄ ꯑꯃꯁꯨꯡ ꯄꯥꯟꯗꯝ ꯊꯝꯂꯤꯕ ꯗꯣꯀ꯭ꯌꯨꯃꯦꯟꯠ ꯑꯃꯅꯤ꯫ ꯃꯥꯏꯀꯩ ꯑꯃꯔꯣꯝꯗ, ꯁꯤꯚꯤ ꯍꯥꯏꯕꯁꯤ ꯍꯦꯟꯅ ꯑꯀꯨꯞꯄ ꯑꯃꯁꯨꯡ ꯃꯄꯨꯡꯐꯥꯕ ꯗꯣꯀ꯭ꯌꯨꯃꯦꯟꯠ ꯑꯃꯅꯤ, ꯃꯁꯤꯅ ꯅꯍꯥꯛꯀꯤ ꯑꯦꯀꯥꯗꯦꯃꯤꯛ ꯑꯃꯁꯨꯡ ꯄ꯭ꯔꯣꯐꯦꯁꯅꯦꯜ ꯑꯦꯆꯤꯚꯃꯦꯟꯇꯁꯤꯡꯒꯤ ꯃꯄꯨꯡꯐꯥꯕ ꯑꯣꯚꯔꯚꯤꯌꯨ ꯑꯃꯥ ꯄꯤꯔꯤ, ꯃꯁꯤꯗ ꯄꯕ꯭ꯂꯤꯀꯦꯁꯟꯁꯤꯡ, ꯑꯦꯋꯥꯔꯗꯁꯤꯡ ꯑꯃꯁꯨꯡ ꯑꯣꯅꯔꯁꯤꯡ ꯌꯥꯎꯏ꯫ ꯐꯣꯔꯃꯦꯠ: ꯔꯤꯖ꯭ꯌꯨꯝ ꯑꯃꯥ ꯊꯕꯛꯀꯤ ꯃꯊꯧ ꯇꯥꯕꯁꯤꯡꯒ ꯆꯨꯅꯕꯥ ꯃꯑꯣꯡꯗ ꯀ꯭ꯁꯇꯃꯥꯏꯖ ꯑꯃꯁꯨꯡ ꯇꯦꯜꯂꯔ ꯇꯧꯕꯥ ꯌꯥꯏ, ꯑꯃꯁꯨꯡ ꯃꯁꯤꯒꯤ ꯐꯣꯔꯃꯦꯠ ꯑꯁꯤ ꯈꯦꯠꯅꯕ ꯌꯥꯏ꯫ ꯑꯗꯨꯝ ꯑꯣꯏꯅꯃꯛ, ꯁꯤ. ꯚꯤ.ꯅ ꯀ꯭ꯔꯣꯅꯣꯂꯣꯖꯤꯀꯦꯜ ꯐꯣꯔꯃꯦꯠ ꯑꯃꯒꯤ ꯃꯇꯨꯡ ꯏꯟꯅ ꯆꯠꯂꯤ ꯑꯃꯁꯨꯡ ꯑꯅꯧꯕ ꯑꯦꯆꯤꯕꯃꯦꯟꯠꯁꯤꯡ ꯅꯠꯇꯔꯒ ꯑꯦꯛꯁꯄꯔꯤꯌꯦꯟꯁꯁꯤꯡ ꯐꯣꯡꯗꯣꯛꯅꯕ ꯑꯞꯗꯦꯠꯁꯤꯡ ꯅꯠꯇꯅ ꯑꯌꯥꯝꯕꯅ ꯍꯣꯡꯗꯣꯛꯄ ꯂꯩꯇꯦ꯫ ꯈꯪꯖꯤꯟꯒꯗꯕ ꯑꯃꯅ, ꯔꯤꯖ꯭ꯌꯨꯝ ꯑꯁꯤ ꯊꯨꯅ, ꯃꯤꯠꯌꯦꯡ ꯊꯝꯕ ꯑꯃꯁꯨꯡ ꯇꯦꯜꯂꯔ ꯑꯣꯏꯕ, ꯑꯗꯨꯒ ꯁꯤ. ꯚꯤ. ꯅ ꯃꯄꯨꯡꯐꯥꯕ, ꯑꯀꯨꯞꯄ ꯑꯃꯁꯨꯡ ꯑꯌꯥꯝꯕꯅ ꯍꯣꯡꯗꯣꯛꯄ ꯂꯩꯇꯦ꯫ ꯃꯈꯥꯗꯥ ꯄꯤꯔꯤꯕꯥ ꯋꯥꯔꯣꯜ ꯑꯁꯤ ꯋꯥꯍꯩ ꯇꯔꯥ ꯃꯉꯥꯗꯒꯤ ꯇꯥꯗꯅ ꯁꯦꯝꯗꯣꯛ-ꯁꯦꯃꯖꯤꯟ ꯇꯧꯕꯤꯌꯨ꯫ ꯁꯣꯐꯇꯋꯥꯌꯔ ꯇꯦꯁ꯭ꯇꯤꯡ ꯍꯥꯏꯕꯁꯤ ꯁꯣꯐꯇꯋꯥꯌꯔ ꯄ꯭ꯔꯗꯛ ꯑꯗꯨ ꯁꯤꯖꯤꯟꯅꯅꯕꯒꯤꯗꯃꯛ ꯐꯤꯅꯤꯁꯤꯡ ꯄꯤꯅꯕꯒꯤꯗꯃꯛ ꯚꯦꯔꯤꯐꯥꯏ ꯇꯧꯕꯥ, ꯅꯠꯇꯔꯒꯥ ꯚꯦꯂꯤꯗꯦꯠ ꯇꯧꯕꯒꯤ ꯊꯧꯑꯣꯡ ꯑꯃꯅꯤ꯫ ꯁꯣꯐꯇꯋꯥꯌꯔ ꯇꯦꯁ꯭ꯇꯤꯡꯅ ꯄꯣꯠꯊꯣꯛ ꯑꯗꯨꯒꯤ ꯁꯤꯖꯤꯟꯅꯕ ꯌꯥꯕ ꯑꯗꯨ ꯚꯦꯔꯤꯐꯥꯏ ꯇꯧꯏ꯫ ꯑꯥꯔꯇꯤꯀꯜ ꯑꯗꯨꯒꯤ ꯃꯔꯨꯑꯣꯏꯕꯥ ꯋꯥꯐꯃꯁꯤꯡ ꯑꯗꯨ ꯁꯟꯗꯣꯛꯅ ꯇꯥꯛꯄ ꯋꯥꯍꯩ ꯆꯧꯉꯥꯒꯤ ꯋꯥꯔꯣꯜ ꯑꯃꯥ ꯏꯕꯤꯌꯨ꯫ ꯑꯥꯔꯇꯤꯀꯜ ꯑꯁꯤꯅ ꯃꯥꯂꯦꯝꯒꯤ ꯋꯥꯏꯜꯗꯂꯥꯏꯐ ꯄꯣꯄꯨꯂꯦꯁꯟꯗ ꯎꯃꯪ ꯂꯧꯊꯣꯛꯄꯒꯤ ꯁꯥꯐꯨꯒꯤ ꯃꯇꯥꯡꯗ ꯈꯟꯅꯔꯤ꯫ ꯃꯌꯥꯝ ꯄꯨꯝꯅꯃꯀꯄꯨ ꯅꯨꯡꯉꯥꯏꯕ ꯐꯣꯡꯗꯣꯛꯆꯔꯤ꯫ ꯉꯁꯤ ꯑꯩꯍꯥꯛꯅ ꯑꯗꯣꯝꯒ ꯋꯥꯔꯤ ꯁꯥꯅꯅꯤꯡꯂꯤ ꯃꯗꯨꯗꯤ ꯒ꯭ꯂꯣꯕꯦꯜ ꯋꯥꯏꯜꯗꯂꯥꯏꯐ ꯄꯣꯄꯨꯂꯦꯁꯟꯗ ꯎꯃꯪ ꯂꯧꯊꯣꯛꯄꯅ ꯄꯤꯔꯤꯕ ꯁꯥꯐꯨ ꯑꯗꯨꯗ ꯃꯤꯠꯌꯦꯡ ꯊꯝꯕ ꯑꯥꯔꯇꯤꯀꯜ ꯑꯃꯒꯤ ꯃꯇꯥꯡꯗ꯫ ꯎꯃꯪ ꯃꯥꯡꯍꯟꯕ ꯑꯁꯤꯅ ꯎꯃꯪ ꯃꯥꯡꯍꯟꯕꯈꯛꯇꯒꯤ ꯃꯊꯛꯇ ꯌꯥꯝꯅ ꯂꯥꯞꯅ ꯂꯩꯕꯥ ꯐꯜꯁꯤꯡ ꯄꯤꯔꯤ꯫ ꯃꯁꯤꯅ ꯂꯃꯂꯛꯀꯤ ꯁꯥ-ꯎꯆꯦꯀꯁꯤꯡꯒꯤ ꯍꯥꯏꯕꯦꯠ ꯑꯁꯤ ꯐꯟꯗꯥꯃꯦꯟꯇꯦꯜ ꯑꯣꯏꯅ ꯍꯣꯡꯗꯣꯛꯏ, ꯃꯁꯤꯅ ꯍꯤꯡꯅꯕꯒꯤꯗꯃꯛ ꯎꯃꯪꯒꯤ ꯃꯐꯅꯁꯤꯡꯗ ꯊꯥꯖꯕ ꯊꯝꯕ ꯁ꯭ꯄꯦꯁꯤꯁꯁꯤꯡꯗ ꯑꯆꯧꯕ ꯄ꯭ꯔꯦꯁꯔ ꯑꯃ ꯄꯤꯔꯤ꯫ ꯃꯁꯤꯒꯤ ꯄ꯭ꯔꯦꯁꯔ ꯑꯁꯤꯅ ꯃꯔꯝ ꯑꯣꯏꯗꯨꯅ ꯇꯣꯉꯥꯟ ꯇꯣꯉꯥꯟꯕ ꯁ꯭ꯄꯦꯁꯤꯁꯁꯤꯡ ꯍꯟꯊꯔꯛꯂꯤ, ꯃꯗꯨꯒꯤ ꯃꯅꯨꯡꯗ ꯀꯌꯥ ꯑꯃꯗꯤ ꯍꯧꯖꯤꯛ ꯈꯨꯗꯣꯡꯊꯤꯕ ꯅꯪꯂꯕ ꯅꯠꯇꯔꯒ ꯃꯥꯡꯍꯟ ꯇꯥꯛꯍꯟꯕꯥ ꯉꯝꯂꯦ꯫ ꯎꯃꯪ ꯂꯧꯊꯣꯛꯄꯅ ꯎꯃꯪꯒꯤ ꯃꯅꯨꯡꯗ ꯂꯩꯕ ꯁꯥꯁꯤꯡꯗ ꯁꯣꯛꯍꯟꯕꯇ ꯅꯠꯇꯅ ꯑꯀꯣꯏꯕꯗ ꯂꯩꯕ ꯏꯀꯣꯁꯤꯁ꯭ꯇꯦꯅꯁꯤꯡꯗꯁꯨ ꯀꯦꯁꯀꯦꯗ ꯏꯐꯦꯛ ꯑꯃ ꯄꯤ꯫ ꯑꯩꯈꯣꯏꯅꯥ ꯎꯃꯪ ꯀꯟꯖꯥꯔꯕꯦꯁꯟꯗ ꯃꯔꯨ ꯑꯣꯏꯕ ꯄꯤꯒꯗꯕꯅꯤ ꯑꯃꯁꯨꯡ ꯑꯩꯈꯣꯏꯒꯤ ꯗꯔꯀꯥꯔ ꯑꯣꯏꯕꯁꯤꯡ ꯑꯗꯨ ꯐꯪꯍꯟꯅꯕ ꯇꯨꯡ ꯀꯣꯏꯅ ꯆꯠꯀꯗꯕ ꯁꯣꯂꯨꯁꯟꯁꯤꯡ ꯊꯤꯒꯗꯕꯅꯤ, ꯃꯁꯤꯒ ꯂꯣꯏꯅꯅ ꯄ꯭ꯂꯥꯅꯦꯠ ꯑꯁꯤꯒꯤ ꯂꯝꯂꯛꯀꯤ ꯁꯥ-ꯎꯆꯦꯀꯁꯤꯡꯁꯨ ꯉꯥꯛꯊꯣꯛꯀꯗꯕꯅꯤ꯫ ꯇꯥꯕꯤꯕꯒꯤꯗꯃꯛ ꯊꯥꯒꯠꯆꯔꯤ꯫